ꯆꯨꯖꯥꯛ ꯆꯨꯖꯥꯛ ꯍꯥꯏꯕꯁꯤ ꯆꯥꯕ ꯌꯥꯕ ꯃꯔꯨ ꯄꯥꯟꯕ ꯄꯥꯝꯕꯤ ꯃꯈꯜ ꯑꯃꯅꯤ꯫ ꯆꯨꯖꯥꯛ ꯍꯥꯏꯔꯒꯁꯨ ꯈꯪꯅꯕ ꯆꯨꯖꯥꯛ ꯑꯁꯤ ꯃꯥꯂꯦꯝ ꯁꯤꯟꯕ ꯊꯨꯡꯅ ꯂꯩꯔꯤꯕ ꯅꯥꯠ ꯀꯌꯥꯗ ꯃꯔꯨꯑꯣꯏꯕ ꯆꯤꯟꯖꯥꯛ ꯑꯃꯅꯤ꯫ ꯃꯁꯤꯒꯤ ꯃꯈꯜ ꯀꯌꯥꯒꯤ ꯑꯣꯏꯕ ꯍꯋꯥꯏ ꯆꯦꯡꯋꯥꯏ ꯑꯁꯤ ꯇꯣꯉꯥꯟ ꯇꯣꯉꯥꯟꯕ ꯃꯑꯣꯡꯁꯤꯡꯗ ꯐꯪꯏ ꯀꯣꯕꯇ ꯂꯩꯕ ꯑꯅꯧꯕ ꯆꯨꯖꯥꯛꯗꯒꯤ ꯍꯧꯔꯒ ꯀꯣꯔ꯭ꯟꯃꯤꯜ ꯑꯃꯁꯨꯡ ꯄꯣꯞꯀꯣꯔ꯭ꯟꯒꯨꯝꯕ ꯄ꯭ꯔꯣꯁꯦꯁ ꯇꯧꯔꯕ ꯄꯣꯠꯊꯣꯛꯁꯤꯡ ꯐꯥꯎꯕ꯫ ꯆꯨꯖꯥꯛ ꯑꯁꯤ ꯃꯍꯥꯎ ꯈꯛꯇ ꯅꯠꯇꯅ ꯇꯉꯥꯏꯐꯗꯕ ꯃꯆꯤ ꯑꯣꯏꯕ ꯆꯤꯟꯖꯥꯛꯁꯤꯡꯁꯨ ꯊꯜꯂꯤ꯫ ꯆꯨꯖꯥꯛ ꯑꯁꯤ ꯃꯈꯜ ꯀꯌꯥꯗ ꯂꯥꯛꯏ ꯈꯨꯗꯤꯡꯃꯛꯀꯤ ꯇꯣꯞ ꯇꯣꯞꯄ ꯃꯒꯨꯟꯁꯤꯡ ꯂꯩ ꯑꯊꯨꯝꯕ ꯆꯨꯖꯥꯛ ꯃꯍꯧꯁꯥꯅ ꯑꯅꯧꯕ ꯆꯥꯕ ꯃꯁꯤꯒꯤ ꯑꯊꯨꯝꯕ ꯃꯍꯥꯎꯒꯤꯗꯃꯛ ꯈꯪꯅꯩ꯫ ꯐꯤꯜꯗ ꯀꯣꯔ꯭ꯟ ꯃꯔꯨ ꯑꯣꯏꯅ ꯁꯥ ꯁꯟꯒꯤ ꯆꯤꯟꯖꯥꯛ ꯑꯃꯁꯨꯡ ꯏꯟꯗꯁ꯭ꯇ꯭ꯔꯤꯒꯤ ꯄꯣꯠꯊꯣꯛꯁꯤꯡꯗ ꯁꯤꯖꯤꯟꯅꯩ꯫ ꯄꯣꯞꯀꯣꯔ꯭ꯟ ꯁꯥꯔꯛꯄ ꯃꯇꯝꯗ ꯊꯣꯛꯄ ꯑꯈꯟꯅꯕ ꯃꯈꯜ ꯑꯃꯅꯤ꯫ ꯐ꯭ꯂꯤꯟꯠ ꯀꯣꯔ꯭ꯟ ꯃꯁꯤꯒꯤ ꯑꯀꯟꯕ ꯀꯔꯅꯦꯜꯁꯤꯡꯒꯤꯗꯃꯛꯇ ꯈꯪꯅꯩ ꯑꯌꯥꯝꯕꯅ ꯂꯩꯇꯦꯡꯒꯤ ꯑꯣꯏꯕ ꯄꯥꯟꯗꯝꯗ ꯁꯤꯖꯤꯟꯅꯩ꯫ ꯗꯦꯟꯠ ꯀꯣꯔ꯭ꯟ ꯄ꯭ꯔꯣꯁꯦꯁ ꯇꯧꯔꯕ ꯆꯤꯟꯖꯥꯛꯁꯤꯡ ꯑꯃꯁꯨꯡ ꯁꯥ ꯁꯟꯒꯤ ꯆꯤꯟꯖꯥꯛꯁꯤꯡꯗ ꯁꯤꯖꯤꯟꯅꯔꯤꯕ ꯀꯔꯅꯦꯜ ꯈꯨꯗꯤꯡꯃꯛꯀꯤ ꯃꯊꯛꯇ ꯂꯩꯕ ꯗꯦꯟ꯭ꯇ ꯑꯗꯨꯒꯤꯗꯃꯛ ꯃꯃꯤꯡ ꯊꯣꯟꯕꯅꯤ꯫ ꯆꯨꯖꯥꯛ ꯑꯁꯤ ꯍꯛꯁꯦꯜꯒꯤ ꯀꯥꯟꯅꯕ ꯀꯌꯥ ꯑꯃ ꯄꯤꯕ ꯃꯆꯤ ꯑꯣꯏꯕ ꯍꯋꯥꯏ ꯆꯦꯡꯋꯥꯏ ꯑꯃꯅꯤ꯫ ꯀꯥꯔꯕꯣꯍꯥꯏꯗ꯭ꯔꯦꯠꯁꯤꯡ ꯃꯌꯥꯏ ꯑꯣꯏꯕ ꯒ꯭ꯂꯥꯏꯁꯦꯃꯤꯛ ꯏꯟꯗꯦꯛꯁ ꯑꯃꯒ ꯂꯣꯏꯅꯅ ꯑꯐꯕ ꯄꯥꯡꯒꯜꯒꯤ ꯍꯧꯔꯛꯐꯝ ꯑꯃꯅꯤ꯫ ꯐꯥꯏꯕꯔ ꯗꯥꯏꯖꯦꯁ꯭ꯇꯤꯕ ꯍꯛꯁꯦꯜ ꯐꯒꯠꯍꯜꯂꯤ ꯑꯃꯁꯨꯡ ꯍꯛꯆꯥꯡ ꯐꯕ ꯑꯔꯨꯝꯕ ꯑꯃ ꯊꯝꯕꯗ ꯃꯇꯦꯡ ꯄꯥꯡꯏ꯫ ꯄ꯭ꯔꯣꯇꯤꯟ ꯇꯉꯥꯏꯐꯗꯕ ꯑꯦꯃꯤꯅꯣ ꯑꯦꯁꯤꯗꯁꯤꯡ ꯌꯥꯎꯏ ꯑꯗꯨꯕꯨ ꯃꯁꯤ ꯃꯄꯨꯡ ꯐꯥꯕ ꯄ꯭ꯔꯣꯇꯤꯟ ꯅꯠꯇꯦ꯫ ꯚꯤꯇꯥꯃꯤꯟꯁꯤꯡ ꯑꯦꯅꯔꯖꯤ ꯃꯦꯇꯥꯕꯣꯂꯤꯖꯝꯒꯤꯗꯃꯛꯇ ꯃꯔꯨꯑꯣꯏꯕ ꯊꯤꯌꯥꯃꯤꯟ ꯑꯃꯁꯨꯡ ꯐꯣꯂꯦꯠ ꯌꯥꯎꯅ ꯕꯤ ꯚꯤꯇꯥꯃꯤꯟꯁꯤꯡ ꯃꯔꯥꯡ ꯀꯥꯏꯅ ꯌꯥꯎꯏ꯫ ꯃꯤꯅꯔꯦꯜꯁꯤꯡ ꯃꯦꯒꯅꯦꯁꯤꯌꯝ ꯄꯣꯇꯦꯁꯤꯌꯝ ꯑꯃꯁꯨꯡ ꯑꯥꯏꯔꯟꯒꯨꯝꯕ ꯇꯉꯥꯏꯐꯗꯕ ꯃꯤꯅꯔꯦꯜꯁꯤꯡ ꯄꯤꯔꯤ꯫ ꯑꯦꯟꯇꯤꯑꯣꯛꯁꯤꯗꯦꯟꯠꯁꯤꯡ ꯃꯤꯠꯀꯤ ꯍꯛꯁꯦꯜꯗ ꯃꯇꯦꯡ ꯄꯥꯡꯕ ꯂꯨꯇꯤꯟ ꯑꯃꯁꯨꯡ ꯖꯦꯛꯁꯥꯟꯊꯤꯟꯒꯨꯝꯕ ꯀꯝꯄꯥꯎꯟꯗꯁꯤꯡ ꯌꯥꯎꯋꯤ꯫ ꯍꯛꯁꯦꯜꯒꯤ ꯀꯥꯟꯅꯕꯁꯤꯡ ꯅꯍꯥꯛꯀꯤ ꯆꯤꯟꯖꯥꯛꯇ ꯆꯨꯖꯥꯛ ꯌꯥꯎꯍꯟꯕꯅ ꯍꯛꯁꯦꯜꯒꯤ ꯀꯥꯟꯅꯕ ꯀꯌꯥ ꯑꯃ ꯄꯤꯕ ꯌꯥꯏ ꯗꯥꯏꯖꯦꯁ꯭ꯇꯤꯕ ꯍꯦꯜꯊ ꯆꯨꯖꯥꯛ ꯑꯁꯤꯗ ꯌꯥꯎꯕ ꯐꯥꯏꯕꯔ ꯑꯁꯤꯅ ꯆꯥꯕ ꯇꯨꯝꯕꯗ ꯃꯇꯦꯡ ꯄꯥꯡꯉꯤ ꯑꯃꯁꯨꯡ ꯈꯣꯡ ꯍꯥꯝꯕ ꯌꯥꯗꯕꯗꯒꯤ ꯉꯥꯛꯊꯣꯛꯏ꯫ ꯊꯃꯣꯏꯒꯤ ꯍꯛꯁꯦꯜ ꯀꯣꯔ꯭ꯟꯒꯤ ꯄꯣꯇꯥꯁꯤꯌꯝꯒꯤ ꯆꯥꯡ ꯑꯁꯤꯅ ꯕ꯭ꯂꯗ ꯄ꯭ꯔꯦꯁꯔ ꯂꯦꯞꯄꯗ ꯃꯇꯦꯡ ꯄꯥꯡꯏ ꯑꯃꯁꯨꯡ ꯊꯃꯣꯏꯒꯤ ꯍꯛꯁꯦꯜꯗ ꯃꯇꯦꯡ ꯄꯥꯡꯏ꯫ ꯃꯤꯠꯀꯤ ꯍꯛꯁꯦꯜ ꯂꯨꯇꯤꯟ ꯑꯃꯁꯨꯡ ꯖꯦꯛꯁꯥꯟꯊꯤꯟꯒꯨꯝꯕ ꯑꯦꯟꯇꯤꯑꯣꯛꯁꯤꯗꯦꯟꯠꯁꯤꯡꯅ ꯆꯍꯤꯒ ꯃꯔꯤ ꯂꯩꯅꯕ ꯃꯦꯀꯨꯂꯔ ꯗꯤꯖꯦꯅꯦꯔꯦꯁꯟꯗꯒꯤ ꯉꯥꯛꯊꯣꯛꯏ꯫ ꯆꯨꯖꯥꯛ ꯑꯁꯤ ꯐꯦꯠ ꯑꯃꯁꯨꯡ ꯀꯦꯂꯣꯔꯤ ꯅꯦꯝꯃꯤ ꯃꯁꯤꯅ ꯑꯔꯨꯝꯕ ꯁꯤꯟꯗꯣꯛ ꯁꯤꯟꯖꯤꯟ ꯇꯧꯅꯕꯒꯤꯗꯃꯛ ꯑꯐꯕ ꯄꯥꯝꯕꯩ ꯑꯃ ꯑꯣꯏꯍꯜꯂꯤ꯫ ꯊꯣꯡ ꯊꯥꯛꯄꯒꯤ ꯁꯤꯖꯤꯟꯅꯕꯁꯤꯡ ꯆꯨꯖꯥꯛ ꯑꯁꯤ ꯆꯥꯛꯈꯨꯝꯗ ꯊꯥꯖꯅꯤꯡꯉꯥꯏ ꯑꯣꯏꯗꯕ ꯃꯑꯣꯡꯗ ꯁꯤꯖꯤꯟꯅꯩ ꯑꯃꯁꯨꯡ ꯃꯑꯣꯡ ꯀꯌꯥꯗ ꯌꯥꯏ ꯑꯅꯧꯕ ꯀꯣꯕꯇ ꯐꯨꯠꯂꯕ ꯅꯠꯇ꯭ꯔꯒ ꯒ꯭ꯔꯤꯜ ꯇꯧꯔꯕ ꯆꯨꯖꯥꯛ ꯑꯁꯤ ꯀꯥꯂꯦꯟꯊꯥꯒꯤ ꯃꯇꯝꯗ ꯃꯤꯌꯥꯝꯅ ꯄꯥꯝꯅꯕ ꯑꯆꯥ ꯑꯊꯛ ꯑꯃꯅꯤ꯫ ꯄꯣꯞꯀꯣꯔ꯭ꯟ ꯕꯠꯇꯔ ꯅꯠꯇ꯭ꯔꯒ ꯊꯨꯝ ꯌꯥꯝꯅ ꯌꯥꯎꯗꯅ ꯁꯦꯝ ꯁꯥꯕ ꯃꯇꯝꯗ ꯍꯛꯆꯥꯡ ꯐꯕ ꯑꯆꯥꯄꯣꯠ ꯑꯃꯅꯤ꯫ ꯀꯣꯔ꯭ꯟꯃꯤꯜ ꯀꯣꯔ꯭ꯟꯕ꯭ꯔꯦꯗ ꯄꯣꯂꯦꯟꯇꯥ ꯑꯃꯁꯨꯡ ꯇꯣꯔꯇꯤꯂꯥꯒꯨꯝꯕ ꯕꯦꯀꯤꯡ ꯑꯃꯁꯨꯡ ꯊꯣꯡ ꯊꯥꯛꯄꯗ ꯁꯤꯖꯤꯟꯅꯩ꯫ ꯀꯦꯟ ꯅꯠꯇ꯭ꯔꯒ ꯐ꯭ꯔꯣꯖꯦꯟ ꯁꯨꯞ ꯁꯥꯂꯥꯗ ꯑꯃꯁꯨꯡ ꯀꯦꯁꯔꯣꯜꯁꯤꯡꯗ ꯆꯨꯖꯥꯛ ꯍꯥꯞꯆꯤꯟꯕꯒꯤ ꯈꯨꯗꯣꯡꯆꯥꯕ ꯃꯈꯜꯁꯤꯡ꯫ ꯀꯣꯔ꯭ꯟ ꯁꯤꯔꯞ ꯄ꯭ꯔꯣꯁꯦꯁ ꯇꯧꯔꯕ ꯆꯤꯟꯖꯥꯛ ꯀꯌꯥꯗ ꯁꯤꯖꯤꯟꯅꯕ ꯑꯊꯨꯝꯕ ꯑꯃꯅꯤ꯫